ꯑꯄꯤꯕꯥ ꯄꯣꯠꯁꯛ ꯑꯃꯕꯨ ꯃꯑꯣꯡ ꯆꯨꯝꯅꯥ ꯁꯤꯖꯤꯟꯅꯕꯒꯤ ꯃꯇꯥꯡꯗꯥ ꯗꯥꯏꯔꯦꯛꯇꯣꯔꯦꯠ ꯏꯟꯁꯇ꯭ꯔꯛꯁꯟ ꯑꯃꯥ ꯏꯕꯤꯌꯨ꯫ ꯔꯦꯖꯔ ꯑꯃꯥ ꯁꯤꯖꯤꯟꯅꯔꯛꯄꯥ ꯃꯇꯝꯗꯥ, ꯃꯁꯤꯒꯤ ꯃꯑꯣꯡ ꯆꯨꯝꯅꯥ ꯁꯤꯖꯤꯟꯅꯅꯕꯥ ꯑꯃꯁꯨꯡ ꯁꯦꯞꯇꯤ ꯊꯝꯅꯕꯒꯤꯗꯃꯛ ꯏꯟꯁꯇ꯭ꯔꯛꯁꯟꯁꯤꯡ ꯑꯁꯤ ꯏꯟꯕꯥ ꯍꯥꯏꯕꯁꯤ ꯌꯥꯝꯅꯥ ꯃꯔꯨꯑꯣꯏ꯫ ꯅꯍꯥꯛꯅꯥ ꯁꯦꯡꯗꯣꯛꯅꯕꯥ ꯄꯥꯝꯂꯤꯕꯥ ꯃꯐꯝ ꯑꯗꯨ ꯇꯔꯨ-ꯇꯅꯥꯟꯅꯥ ꯊꯝꯖꯤꯜꯂꯨ ꯑꯃꯁꯨꯡ ꯆꯨꯝꯗ꯭ꯔꯤꯡꯅꯥ ꯁꯦꯡꯗꯣꯛꯅꯕꯥ ꯑꯃꯁꯨꯡ ꯇꯔꯨ-ꯇꯅꯥꯟꯕꯥ ꯃꯑꯣꯡꯗꯥ ꯁꯦꯡꯗꯣꯛꯅꯕꯥ ꯀ꯭ꯔꯤꯝ ꯅꯠꯇ꯭ꯔꯒꯥ ꯖꯦꯜ ꯃꯇꯤꯛ ꯆꯥꯅꯥ ꯁꯤꯖꯤꯟꯅꯧ꯫ ꯔꯦꯖꯔ ꯑꯗꯨ ꯅꯍꯥꯛꯀꯤ ꯈꯨꯠꯁꯥꯗꯥ ꯆꯦꯠꯅꯥ ꯊꯝꯃꯨ ꯑꯃꯁꯨꯡ ꯃꯗꯨ ꯆꯨꯝꯊꯣꯛꯂꯕꯥ ꯃꯐꯝ ꯑꯃꯗꯥ ꯑꯆꯨꯝꯕꯥ ꯑꯦꯡꯒꯜ ꯑꯃꯗꯥ ꯊꯝꯃꯨ꯫ ꯄ꯭ꯔꯦꯁꯔ ꯌꯥꯝꯅꯥ ꯄꯤꯗꯅꯥ ꯅꯍꯥꯛꯀꯤ ꯈꯣꯡꯗꯥ ꯔꯦꯖꯔ ꯑꯗꯨ ꯇꯞꯅꯥ ꯇꯞꯅꯥ ꯒ꯭ꯂꯥꯏꯗ ꯇꯧ꯫ ꯃꯇꯝ ꯄꯨꯝꯅꯃꯛꯇꯥ ꯆꯨꯝꯗ꯭ꯔꯤꯡꯅꯥ ꯆꯦꯟꯕꯥ ꯃꯥꯏꯀꯩ ꯑꯗꯨꯗꯥ ꯁꯦꯡꯗꯣꯛꯄꯥ ꯅꯤꯡꯁꯤꯡꯕꯤꯌꯨ꯫ ꯔꯦꯖꯔ ꯑꯗꯨ ꯆꯥꯡ ꯅꯥꯏꯅꯥ ꯁꯦꯡꯗꯣꯛꯎ ꯑꯃꯁꯨꯡ ꯁ꯭ꯇꯔꯣꯛ ꯈꯨꯗꯤꯡꯒꯤ ꯃꯇꯨꯡꯗꯥ ꯑꯍꯦꯟꯕꯥ ꯏꯁꯤꯡ ꯑꯃꯍꯦꯛꯇꯕꯨ ꯂꯧꯊꯣꯛꯎ꯫ ꯃꯁꯤꯅꯥ ꯕ꯭ꯂꯦꯠꯁꯤꯡ ꯑꯗꯨ ꯀꯛꯊꯠꯄꯥ ꯆꯨꯝꯅꯒꯤ ꯑꯃꯁꯨꯡ ꯂꯨꯕ꯭ꯔꯤꯀꯦꯟꯅꯥ ꯊꯤꯡꯕꯗꯥ ꯃꯇꯦꯡ ꯄꯥꯡꯏ, ꯃꯗꯨꯅꯥ ꯃꯔꯝ ꯑꯣꯏꯗꯨꯅꯥ ꯂꯦꯡ-ꯑꯣꯠꯄꯗꯥ ꯁꯣꯛꯍꯟꯕꯥ ꯌꯥꯏ꯫ ꯁꯦꯡꯗꯣꯛꯂꯕꯥ ꯃꯇꯨꯡꯗꯥ, ꯃꯐꯝ ꯑꯗꯨ ꯑꯁꯥꯕꯥ ꯏꯁꯤꯡꯅꯥ ꯆꯦꯛꯁꯤꯟꯅꯥ ꯁꯦꯡꯗꯣꯛꯎ ꯑꯃꯁꯨꯡ ꯁꯦꯡꯅꯥ ꯇꯧꯁꯤꯜꯂꯨ꯫ ꯔꯦꯖꯔ ꯑꯗꯨ ꯑꯁꯥꯕꯥ ꯏꯁꯤꯡꯅꯥ ꯁꯦꯡꯗꯣꯛꯎ, ꯑꯍꯦꯟꯕꯥ ꯏꯁꯤꯡ ꯑꯗꯨ ꯂꯧꯊꯣꯛꯎ ꯑꯃꯁꯨꯡ ꯅꯍꯥꯛꯀꯤ ꯃꯊꯪꯒꯤ ꯁꯤꯖꯤꯟꯅꯐꯝ ꯐꯥꯎꯕꯥ ꯊꯝꯖꯤꯜꯂꯨ꯫ ꯏꯟꯁꯇ꯭ꯔꯛꯁꯟꯁꯤꯡ ꯑꯁꯤ ꯏꯟꯗꯨꯅꯥ, ꯅꯍꯥꯛꯀꯤ ꯔꯦꯖꯔꯒꯤ ꯄꯨꯟꯁꯤ ꯃꯍꯤꯡ ꯑꯗꯨꯁꯨ ꯍꯦꯟꯅꯥ ꯁꯥꯡꯗꯣꯛꯍꯟꯕꯒꯥ ꯂꯣꯏꯅꯅꯥ ꯅꯍꯥꯛꯅꯥ ꯁꯦꯡꯅꯥ ꯑꯃꯁꯨꯡ ꯁꯥꯐꯕꯥ ꯃꯑꯣꯡꯗꯥ ꯁꯦꯝꯖꯤꯟ-ꯁꯥꯖꯤꯟꯕꯥ ꯑꯃꯥ ꯁꯣꯏꯗꯅꯥ ꯐꯪꯍꯟꯕꯥ ꯉꯝꯒꯅꯤ꯫ ꯃꯔꯤꯖꯅꯥꯅ ꯂꯤꯒꯦꯜ ꯑꯣꯏꯍꯟꯕꯒꯤ ꯃꯇꯥꯡꯗꯥ ꯋꯥꯈꯜ ꯇꯥꯕꯥ ꯋꯥꯐꯝ ꯑꯃꯥ ꯁꯦꯝꯒꯠꯄꯥꯅꯤ꯫ ꯃꯔꯤꯖꯅꯥ ꯑꯁꯤ ꯑꯥꯏꯟꯒꯤ ꯑꯣꯏꯕꯥ ꯃꯑꯣꯡꯗꯥ ꯆꯠꯅꯍꯟꯕꯒꯤ ꯃꯔꯝ ꯀꯌꯥ ꯑꯃꯥ ꯂꯩꯔꯤ꯫ ꯈ꯭ꯋꯥꯏꯗꯒꯤ ꯃꯌꯦꯛ ꯁꯦꯡꯕꯥ ꯑꯃꯗꯤ ꯃꯔꯤꯖꯅꯥꯅ ꯃꯦꯗꯤꯀꯦꯜꯒꯤ ꯀꯥꯟꯅꯕꯥ ꯄ꯭ꯔꯃꯥꯟ ꯂꯩ ꯍꯥꯏꯕꯁꯤꯅꯤ: ꯃꯁꯤꯅꯥ ꯀꯦꯟꯁꯔ ꯑꯃꯁꯨꯡ ꯒ꯭ꯂꯣꯀꯣꯃꯥ ꯌꯥꯎꯅꯥ ꯍꯛꯁꯦꯜꯒꯤ ꯐꯤꯚꯝ ꯀꯌꯥ ꯂꯥꯌꯦꯡꯕꯥ ꯉꯝꯃꯤ ꯑꯃꯁꯨꯡ ꯃꯁꯤꯅꯥ ꯑꯔꯊ꯭ꯔꯥꯏꯇꯤꯁ ꯑꯃꯁꯨꯡ ꯐꯥꯏꯕ꯭ꯔꯣꯃꯥꯏꯑꯦꯜꯖꯤꯌꯥꯒꯨꯝꯕꯥ ꯀꯟꯗꯤꯁꯟꯁꯤꯡꯒꯤꯗꯃꯛꯇꯥ ꯀ꯭ꯔꯣꯅꯤꯛ ꯄꯦꯏꯟ ꯃꯦꯅꯦꯖ ꯇꯧꯕꯗꯁꯨ ꯃꯇꯦꯡ ꯄꯥꯡꯏ꯫ ꯃꯁꯤꯗꯥ ꯅꯠꯇꯅꯥ, ꯃꯔꯤꯖꯅꯥ ꯂꯤꯒꯦꯜ ꯑꯣꯏꯍꯟꯕꯅꯥ ꯑꯩꯈꯣꯏꯒꯤ ꯀ꯭ꯔꯤꯃꯤꯅꯦꯜ ꯖꯁꯇꯤꯁ ꯁꯤꯁꯇꯦꯝꯗꯥ ꯑꯆꯧꯕꯥ ꯁꯥꯐꯨ ꯑꯃꯥ ꯄꯤꯕꯥ ꯉꯝꯒꯅꯤ꯫ ꯍꯧꯖꯤꯛ ꯃꯤꯑꯣꯏ ꯂꯤꯁꯤꯡ ꯀꯌꯥ ꯑꯁꯤ ꯑꯄꯤꯛꯄꯥ ꯃꯤꯁꯤꯡꯒꯤ ꯃꯔꯤꯖꯅꯥ ꯊꯝꯕꯗꯒꯤ ꯍꯦꯟꯅꯥ ꯀꯔꯤꯁꯨ ꯂꯩꯇꯅꯥ ꯖꯦꯜꯗꯥ ꯂꯩꯔꯤ ꯑꯃꯁꯨꯡ ꯃꯁꯤꯅꯥ ꯇꯦꯛꯁ ꯊꯤꯔꯤꯕꯁꯤꯡꯗꯥ ꯁꯦꯜ-ꯊꯨꯝꯒꯤ ꯑꯆꯧꯕꯥ ꯃꯃꯜ ꯑꯃꯥ ꯄꯤꯔꯤ꯫ ꯃꯔꯤꯖꯅꯥꯕꯨ ꯂꯤꯒꯦꯜ ꯑꯣꯏꯍꯟꯗꯨꯅꯥ ꯑꯩꯈꯣꯏꯅꯥ ꯑꯩꯈꯣꯏꯒꯤ ꯀ꯭ꯔꯤꯃꯤꯅꯦꯜ ꯖꯁꯇꯤꯁ ꯁꯤꯁꯇꯦꯝꯗꯥ ꯄꯣꯠꯂꯨꯝ ꯍꯟꯊꯍꯟꯕꯥ ꯉꯝꯒꯅꯤ, ꯍꯦꯟꯅꯥ ꯁꯥꯊꯤꯕꯥ ꯀ꯭ꯔꯥꯏꯝꯁꯤꯡ ꯊꯦꯡꯅꯅꯕꯥ ꯔꯤꯁꯣꯔꯁꯁꯤꯡ ꯐ꯭ꯔꯤ ꯑꯣꯏꯍꯟꯕꯥ ꯉꯝꯒꯅꯤ꯫ ꯃꯁꯤꯒꯤ ꯃꯊꯛꯇꯥ, ꯃꯔꯤꯖꯅꯥꯕꯨ ꯂꯤꯒꯦꯂꯥꯏꯖ ꯇꯧꯕꯅꯥ ꯑꯅꯧꯕꯥ ꯏꯟꯗꯁꯇ꯭ꯔꯤ ꯑꯃꯥ ꯁꯦꯝꯒꯠꯂꯒꯅꯤ ꯑꯃꯁꯨꯡ ꯃꯁꯤꯒꯤ ꯔꯦꯒꯨꯂꯦꯁꯟ ꯑꯁꯤꯅꯥ ꯔꯥꯖ꯭ꯌꯁꯤꯡꯒꯤꯗꯃꯛꯇꯥ ꯇꯦꯛꯁꯀꯤ ꯁꯦꯟꯊꯣꯛ ꯍꯦꯟꯒꯠꯍꯟꯒꯅꯤ꯫ ꯃꯁꯤ ꯑꯦꯖꯨꯀꯦꯁꯟ, ꯏꯅꯐ꯭ꯔꯥꯁꯇ꯭ꯔꯛꯆꯔ ꯑꯃꯁꯨꯡ ꯑꯇꯣꯞꯄꯥ ꯄꯕ꯭ꯂꯤꯛ ꯁꯔꯕꯤꯁꯁꯤꯡꯒꯤ ꯃꯥꯏꯀꯩꯗꯥ ꯊꯝꯕꯥ ꯌꯥꯏ꯫ ꯃꯇꯝ ꯑꯗꯨꯃꯛꯇꯗꯥ, ꯔꯦꯒꯨꯂꯦꯁꯟꯅꯥ ꯀꯟꯖꯨꯃꯔꯁꯤꯡꯕꯨ ꯉꯥꯛꯊꯣꯛꯀꯅꯤ, ꯃꯈꯣꯏꯅꯥ ꯁꯥꯐꯕꯥ ꯄꯣꯠꯊꯣꯛ ꯑꯃꯥ ꯐꯪꯂꯤ ꯍꯥꯏꯕꯥ ꯁꯣꯏꯗꯅꯥ ꯈꯪꯍꯟꯒꯅꯤ꯫ ꯃꯁꯤꯒꯤ ꯃꯊꯛꯇꯥ, ꯑꯊꯤꯡꯕꯥ ꯑꯁꯤꯅꯥ ꯃꯔꯤꯖꯅꯥ ꯁꯤꯖꯤꯟꯅꯕꯥ ꯊꯤꯡꯕꯗꯥ ꯑꯆꯧꯕꯥ ꯃꯑꯣꯡꯗꯥ ꯏꯐꯦꯛꯇꯤꯕ ꯑꯣꯏꯈꯤꯗꯦ꯫ ꯃꯁꯤꯕꯨ ꯂꯤꯒꯦꯜ ꯑꯣꯏꯍꯟꯗꯨꯅꯥ ꯑꯩꯈꯣꯏꯅꯥ ꯑꯩꯈꯣꯏꯒꯤ ꯔꯤꯁꯣꯔꯁꯁꯤꯡ ꯑꯁꯤ ꯑꯦꯖꯨꯀꯦꯁꯟ ꯑꯃꯁꯨꯡ ꯍꯥꯝ ꯍꯟꯊꯍꯟꯕꯒꯤ ꯃꯥꯏꯀꯩꯗꯥ ꯂꯝꯖꯤꯡꯕꯤꯕꯥ ꯌꯥꯏ, ꯃꯁꯤ ꯁꯤꯖꯤꯟꯅꯕꯒꯤꯗꯃꯛ ꯃꯤꯑꯣꯏꯁꯤꯡꯗꯥ ꯁꯨꯞꯅꯒꯤ ꯆꯩꯔꯥꯛ ꯄꯤꯕꯒꯤ ꯃꯍꯨꯠꯇꯥ, ꯃꯤꯌꯥꯝꯅꯥ ꯄꯣꯠꯁꯛ ꯑꯗꯨꯒꯤ ꯃꯇꯥꯡꯗꯥ ꯏꯟꯐꯣꯔꯃꯦꯁꯟ ꯑꯃꯁꯨꯡ ꯃꯁꯤꯒꯤ ꯏꯐꯦꯛꯁꯤꯡꯒꯤ ꯃꯇꯥꯡꯗꯥ ꯍꯦꯟꯅꯥ ꯐꯕꯥ ꯑꯦꯛꯁꯦꯁ ꯂꯩꯍꯟꯒꯅꯤ, ꯃꯗꯨꯅꯥ ꯃꯈꯣꯏꯕꯨ ꯁꯤꯖꯤꯟꯅꯕꯒꯤ ꯃꯇꯥꯡꯗꯥ ꯍꯦꯟꯅꯥ ꯏꯟꯐꯣꯔꯃꯦꯁꯟ ꯂꯩꯕꯥ ꯋꯥꯔꯦꯞ ꯂꯧꯕꯥ ꯉꯝꯍꯟꯒꯅꯤ꯫ ꯂꯣꯏꯁꯤꯜꯂꯛꯄꯗꯥ, ꯃꯔꯤꯖꯅꯥ ꯂꯤꯒꯦꯂꯥꯏꯖꯦꯁꯟ ꯇꯧꯕꯗꯥ ꯃꯇꯦꯡ ꯄꯥꯡꯂꯤꯕꯥ ꯄ꯭ꯔꯃꯥꯟꯁꯤꯡ ꯑꯁꯤ ꯌꯥꯝꯅꯥ ꯋꯥꯡꯏ꯫ ꯃꯔꯤꯖꯅꯥꯕꯨ ꯂꯤꯒꯦꯜ ꯑꯣꯏꯍꯟꯗꯨꯅꯥ ꯑꯩꯈꯣꯏꯅꯥ ꯃꯤꯌꯥꯝꯒꯤ ꯍꯛꯁꯦꯜ ꯐꯒꯠꯍꯟꯕꯥ ꯉꯝꯒꯅꯤ, ꯑꯩꯈꯣꯏꯒꯤ ꯀ꯭ꯔꯤꯃꯤꯅꯦꯜ ꯖꯁꯇꯤꯁ ꯁꯤꯁꯇꯦꯝꯗꯥ ꯄꯣꯠꯂꯨꯝ ꯍꯟꯊꯍꯟꯕꯥ ꯉꯝꯒꯅꯤ, ꯇꯦꯛꯁꯀꯤ ꯁꯦꯟꯊꯣꯛ ꯍꯦꯟꯒꯠꯍꯟꯕꯥ ꯉꯝꯒꯅꯤ ꯑꯃꯁꯨꯡ ꯗ꯭ꯔꯒ ꯁꯤꯖꯤꯟꯅꯕꯒꯤ ꯃꯇꯥꯡꯗꯥ ꯍꯦꯟꯅꯥ ꯁꯦꯟꯁꯤꯕꯜ ꯑꯣꯏꯕꯥ ꯄꯣꯂꯤꯁꯤꯁꯤꯡ ꯌꯣꯛꯈꯠꯄꯥ ꯉꯝꯒꯅꯤ꯫ ꯃꯔꯤꯖꯅꯥ ꯑꯊꯤꯡꯕꯥ ꯊꯝꯕꯥ ꯂꯣꯏꯁꯤꯟꯕꯥ ꯑꯃꯁꯨꯡ ꯑꯅꯧꯕꯥ ꯍꯦꯟꯅꯥ ꯃꯔꯝ ꯆꯥꯕꯥ ꯊꯧꯑꯣꯡ ꯑꯃꯥ ꯂꯧꯈꯠꯄꯥ ꯃꯇꯝ ꯑꯣꯏꯔꯦ꯫